ꯑꯔꯇꯤꯐꯤꯁꯦꯜ ꯏꯟꯇꯦꯂꯤꯖꯦꯟꯁꯀꯤ ꯑꯆꯧꯕ ꯁꯤꯡꯅꯕ ꯑꯍꯨꯝ ꯈꯪꯗꯣꯛꯄꯥ꯫ ꯏꯊꯤꯀꯦꯜ ꯑꯃꯁꯨꯡ ꯃꯣꯔꯦꯜꯒꯤ ꯋꯥꯐꯝꯁꯤꯡ ꯑꯔꯇꯤꯐꯤꯑꯦꯜ ꯏꯟꯇꯦꯂꯤꯖꯦꯟꯁꯀꯤ ꯑꯆꯧꯕ ꯁꯤꯡꯅꯕ ꯑꯃꯗꯤ ꯃꯁꯤꯕꯨ ꯊꯕꯛ ꯑꯣꯏꯅ ꯄꯥꯡꯊꯣꯛꯄꯒꯥ ꯂꯣꯏꯅꯅꯥ ꯂꯥꯛꯄꯥ ꯏꯊꯤꯀꯦꯜ ꯑꯃꯁꯨꯡ ꯃꯣꯔꯦꯜꯒꯤ ꯋꯥꯍꯪꯁꯤꯡ ꯑꯁꯤ ꯊꯦꯡꯅꯕꯅꯤ꯫ ꯃꯁꯤꯅꯥ ꯏꯟꯇꯦꯂꯤꯖꯦꯟꯇ ꯃꯦꯁꯤꯟꯁꯤꯡꯅꯥ ꯈꯨꯟꯅꯥꯏꯗ ꯄꯤꯔꯤꯕ ꯁꯥꯐꯨ ꯑꯔꯇꯤꯐꯤꯁꯦꯜ ꯏꯟꯇꯦꯂꯤꯖꯦꯟꯁꯅꯥ ꯑꯣꯇꯣꯅꯣꯃꯁ ꯋꯥꯔꯦꯞ ꯂꯧꯕꯒꯤ ꯈꯨꯗꯣꯡꯊꯤꯕꯁꯤꯡ, ꯑꯃꯁꯨꯡ ꯇꯦꯛꯅꯣꯂꯣꯖꯤ ꯑꯁꯤ ꯂꯥꯟꯅꯥ ꯁꯤꯖꯤꯟꯅꯕꯒꯤ ꯑꯣꯏꯊꯣꯛꯄꯥ ꯌꯥꯕꯁꯤꯡꯒꯤ ꯃꯇꯥꯡꯗꯥ ꯋꯥꯈꯜ ꯋꯥꯕ ꯄꯣꯛꯍꯜꯂꯤ꯫ ꯊꯕꯛ ꯃꯥꯡꯈꯤꯕ ꯑꯃꯁꯨꯡ ꯃꯤꯑꯣꯏꯕꯒꯥ ꯃꯥꯟꯅꯕ ꯋꯥꯈꯜ ꯂꯧꯁꯤꯡ ꯂꯩꯕ ꯃꯦꯁꯤꯟꯁꯤꯡꯅꯥ ꯄꯨꯟꯁꯤ ꯑꯃꯁꯨꯡ ꯁꯤꯕꯒꯤ ꯃꯇꯥꯡꯗ ꯋꯥꯔꯦꯞ ꯂꯧꯕ ꯉꯝꯒꯗꯕ ꯇꯨꯡꯒꯤ ꯐꯂꯁꯤꯡꯒꯤ ꯃꯇꯥꯡꯗꯁꯨ ꯋꯥꯈꯜ ꯋꯥꯕꯥ ꯂꯩꯔꯤ꯫ ꯗꯦꯇꯥ ꯕꯥꯏꯁ ꯑꯥꯜꯔꯇꯤꯐꯤꯑꯦꯜ ꯏꯟꯇꯦꯂꯤꯖꯦꯟꯁꯀꯤ ꯑꯇꯣꯞꯄꯥ ꯁꯤꯡꯅꯕꯥ ꯑꯃꯗꯤ ꯃꯁꯤꯒꯤ ꯑꯦꯂꯒꯣꯔꯤꯊꯝꯁꯤꯡꯗꯥ ꯌꯥꯎꯍꯟꯅꯕ ꯌꯥꯕ ꯗꯦꯇꯥ ꯕꯥꯏꯁ ꯑꯁꯤꯅꯤ꯫ ꯑꯔꯇꯤꯐꯤꯁꯦꯜ ꯏꯟꯇꯦꯂꯤꯖꯦꯟꯅꯥ ꯇꯝꯅꯕꯒꯤꯗꯃꯛ ꯑꯃꯁꯨꯡ ꯋꯥꯔꯦꯞ ꯂꯧꯕꯗꯥ ꯑꯆꯧꯕ ꯗꯦꯇꯥꯗꯥ ꯊꯥꯖꯕ ꯊꯝꯃꯤ, ꯑꯗꯨꯕꯨ ꯀꯔꯤꯒꯨꯝꯕ ꯃꯁꯤꯗꯥ ꯄꯤꯔꯤꯕ ꯗꯦꯇꯥ ꯑꯗꯨ ꯕꯥꯏꯑꯦꯖ ꯑꯣꯏꯔꯕꯗꯤ, ꯃꯁꯤꯅꯥ ꯂꯧꯔꯤꯕ ꯋꯥꯔꯦꯞꯁꯤꯡ ꯑꯗꯨꯁꯨ ꯕꯥꯏꯁ ꯎꯠꯄꯥ ꯌꯥꯏ꯫ ꯃꯁꯤꯅꯥ ꯈꯦꯟꯅꯕ ꯊꯝꯕꯒꯤ ꯊꯧꯑꯣꯡꯁꯤꯡ ꯊꯣꯛꯍꯟꯕꯥ ꯌꯥꯏ ꯑꯃꯁꯨꯡ ꯈꯨꯟꯅꯥꯏꯒꯤ ꯃꯥꯟꯅꯕ ꯂꯩꯇꯕ ꯑꯁꯤ ꯂꯦꯡꯗꯅꯥ ꯂꯩꯍꯟꯕ ꯌꯥꯏ꯫ ꯇꯦꯛꯅꯤꯀꯦꯜꯒꯤ ꯂꯤꯃꯤꯇꯦꯁꯟ ꯑꯔꯇꯤꯐꯤꯁꯦꯜ ꯏꯟꯇꯦꯂꯤꯖꯦꯟꯒꯤ ꯋꯥꯔꯦꯞ ꯂꯧꯕꯒꯤ ꯊꯧꯑꯣꯡꯒꯤ ꯃꯇꯥꯡꯗꯥ ꯃꯌꯦꯛ ꯁꯦꯡꯅꯥ ꯇꯥꯛꯄꯥ ꯉꯝꯕꯒꯤ ꯁꯤꯡꯅꯕ ꯑꯃꯁꯨ ꯂꯩꯔꯤ, ꯃꯔꯝꯗꯤ ꯑꯌꯥꯝꯕ ꯃꯇꯝꯗꯥ ꯑꯔꯇꯤꯐꯤꯁꯦꯜ ꯏꯟꯇꯦꯂꯤꯖꯦꯟꯅꯥ ꯋꯥꯔꯦꯞ ꯑꯃꯥ ꯂꯧꯕꯒꯤ ꯃꯑꯣꯡ ꯑꯁꯤ ꯂꯧꯁꯤꯟꯕ ꯑꯃꯁꯨꯡ ꯋꯥꯍꯟꯊꯣꯛ ꯄꯤꯕ ꯉꯝꯗꯕꯥ ꯌꯥꯏ, ꯃꯁꯤꯅꯥ ꯇ꯭ꯔꯥꯟꯁꯄꯔꯦꯟꯁꯤ ꯑꯃꯁꯨꯡ ꯑꯦꯀꯥꯎꯟꯇꯦꯕꯤꯂꯤꯇꯤꯒꯤ ꯃꯇꯥꯡꯗꯥ ꯋꯥꯈꯜ ꯋꯥꯕ ꯊꯣꯛꯍꯜꯂꯤ꯫ ꯒꯣꯜꯗꯟ ꯒꯦꯠ ꯊꯣꯡꯒꯤ ꯃꯇꯥꯡꯗꯥ ꯅꯨꯡꯉꯥꯏꯕ ꯋꯥꯐꯝ ꯈꯔꯥ ꯊꯤꯕꯤꯌꯨ꯫ ꯒꯣꯜꯗꯟ ꯒꯦꯠ ꯊꯣꯡ ꯑꯁꯤ ꯃꯥꯂꯦꯝꯒꯤ ꯑꯣꯏꯅ ꯃꯃꯤꯡ ꯆꯠꯂꯕ ꯁꯁ꯭ꯄꯦꯟꯁꯟ ꯊꯣꯡ ꯑꯃꯅꯤ ꯑꯃꯁꯨꯡ ꯃꯁꯤꯅꯥ ꯄꯦꯁꯤꯐꯤꯛ ꯑꯣꯁꯤꯟꯗꯒꯤ ꯁꯥꯟ ꯐ꯭ꯔꯥꯟꯁꯤꯁ꯭ꯀꯣ ꯕꯦꯒꯤ ꯊꯣꯡ ꯑꯣꯏꯔꯤꯕ ꯒꯣꯜꯗꯟ ꯒꯦꯠ ꯁ꯭ꯠꯔꯦꯠ ꯑꯁꯤ ꯆꯦꯜꯂꯤ꯫ ꯊꯣꯡ ꯑꯁꯤ ꯐꯨꯠ ꯁꯥꯡꯏ ꯑꯃꯁꯨꯡ ꯐꯨꯠ ꯆꯥꯇꯔꯦꯠꯒ ꯅꯤꯐꯨꯇꯥꯔꯨꯛ ꯋꯥꯡꯏ꯫ ꯃꯔꯨꯑꯣꯏꯕ ꯇꯋꯥꯔ ꯑꯅꯤꯒꯤ ꯃꯔꯛꯇ ꯂꯩꯕ ꯁ꯭ꯄꯦꯟ ꯑꯁꯤ ꯐꯨꯠ ꯂꯤꯁꯤꯡ ꯃꯔꯤꯒ ꯆꯥꯅꯤꯅꯤ ꯃꯁꯤꯒꯤ ꯂꯝꯕꯤ ꯑꯁꯤꯅꯥ ꯃꯁꯤ ꯁꯥꯕ ꯃꯇꯝꯗ ꯃꯥꯂꯦꯝꯗ ꯈ꯭ꯋꯥꯏꯗꯒꯤ ꯁꯥꯡꯕ ꯊꯣꯡ ꯑꯣꯏꯍꯟꯈꯤ꯫ ꯃꯤꯌꯥꯝꯅꯥ ꯊꯥꯖꯕꯒ ꯃꯥꯟꯅꯗꯅꯥ, ꯒꯣꯜꯗꯟ ꯒꯦꯠ ꯊꯣꯡ ꯑꯁꯤ ꯁꯅꯥꯒꯤ ꯇꯛꯃꯥꯟ ꯂꯧꯕ ꯅꯠꯇꯦ꯫ ꯃꯁꯤꯗꯥ ꯏꯟꯇꯔꯅꯦꯁ꯭ꯅꯦꯜ ꯑꯣꯔꯦꯟꯖ ꯀꯧꯕ ꯃꯆꯨ ꯑꯃꯥ ꯄꯦꯟꯊꯣꯛꯈ꯭ꯔꯦ ꯃꯁꯤ ꯈꯪꯍꯜ ꯈꯪꯍꯜꯂꯤ ꯃꯔꯝꯗꯤ ꯃꯁꯤꯅꯥ ꯊꯣꯡ ꯑꯁꯤꯒꯤ ꯀꯨꯝꯍꯩꯗꯥ ꯎꯕꯥ ꯐꯪꯕꯒꯤ ꯆꯥꯡ ꯍꯦꯟꯒꯠꯍꯜꯂꯤ ꯑꯃꯁꯨꯡ ꯃꯁꯤꯒꯤ ꯃꯍꯧꯁꯥꯒꯤ ꯑꯀꯣꯏꯕꯒꯤ ꯐꯤꯕꯝ ꯑꯁꯤ ꯃꯄꯨꯡ ꯐꯥꯍꯜꯂꯤ꯫ ꯊꯣꯡ ꯑꯁꯤ ꯌꯥꯝꯅ ꯐ꯭ꯂꯦꯛꯁꯤꯕꯜ ꯑꯣꯏ ꯑꯃꯁꯨꯡ ꯃꯁꯤꯒꯤ ꯗꯤꯖꯥꯏꯟ ꯑꯁꯤꯅꯥ ꯂꯝꯕꯤ ꯑꯁꯤ ꯅꯨꯡꯁꯤꯠꯀꯤ ꯈꯣꯡꯖꯦꯜꯒꯤ ꯃꯇꯨꯡ ꯏꯟꯅꯥ ꯐꯨꯠ ꯇꯔꯥꯇꯥꯔꯨꯛ ꯐꯥꯎꯕ ꯃꯊꯛꯇꯥ ꯑꯃꯁꯨꯡ ꯃꯈꯥꯗꯥ ꯅꯠꯇ꯭ꯔꯒ ꯃꯥꯏꯀꯩ ꯑꯃꯗꯒꯤ ꯃꯥꯏꯀꯩ ꯑꯃꯗꯥ ꯆꯠꯄ ꯌꯥꯍꯜꯂꯤ꯫ ꯑꯃꯦꯔꯤꯀꯥꯟ ꯁꯣꯁꯥꯏꯇꯤ ꯑꯣꯐ ꯁꯤꯚꯤꯜ ꯏꯟꯖꯤꯅꯤꯌꯔꯁꯤꯡꯅꯥ ꯃꯣꯗꯔꯟ ꯋꯥꯔꯜꯗꯀꯤ ꯑꯉꯛꯄꯁꯤꯡꯒꯤ ꯃꯅꯨꯡꯗꯥ ꯑꯃꯅꯤ꯫ ꯊꯣꯡ ꯑꯁꯤꯗꯥ ꯈꯣꯡꯆꯠꯀꯤ ꯂꯝꯕꯤ ꯑꯃꯁꯨꯡ ꯕꯥꯏꯛ ꯂꯦꯟꯁꯤꯡ ꯂꯩꯔꯤ ꯃꯗꯨ ꯅꯨꯃꯤꯗꯥꯡꯒꯤ ꯃꯇꯝꯗꯥ ꯚꯤꯖꯤꯇꯔꯁꯤꯡꯗꯥ ꯍꯥꯡꯗꯣꯛꯂꯤ꯫ ꯒꯣꯜꯗꯟ ꯒꯦꯠ ꯊꯣꯡ ꯑꯁꯤ ꯁ꯭ꯠꯔꯀꯆꯔ ꯑꯁꯤꯒꯤ ꯑꯣꯐꯤꯁꯤꯑꯦꯜ ꯑꯣꯏꯕ ꯃꯃꯤꯡ ꯅꯠꯇꯦ꯫ ꯃꯁꯤ ꯑꯍꯥꯟꯕꯗꯥ ꯁꯨꯞꯅꯇꯒꯤ ꯊꯣꯡ ꯍꯥꯏꯅ ꯀꯧꯅꯔꯝꯃꯤ ꯑꯗꯨꯕꯨ ꯒꯣꯜꯗꯟ ꯒꯦꯠ ꯊꯣꯡ ꯍꯥꯏꯅꯥ ꯃꯃꯤꯡ ꯑꯁꯤ ꯏꯪ ꯁꯣꯛ ꯂꯤꯁꯤꯡ ꯑꯃꯥꯆꯥꯃꯥꯄꯟ ꯇꯔꯥꯇꯔꯦꯠꯇꯥ ꯁꯥꯟ ꯐ꯭ꯔꯥꯟꯁꯤꯁ꯭ꯀꯣ ꯀꯣꯜ ꯕꯨꯂꯦꯠꯇꯤꯟꯅꯥ ꯒꯣꯜꯗꯟ ꯒꯦꯠ ꯁ꯭ꯠꯔꯦꯠꯀꯤ ꯃꯇꯥꯡꯗꯥ ꯄꯟꯕꯗꯥ ꯁꯤꯖꯤꯟꯅꯔꯛꯄꯗꯒꯤ ꯂꯧꯈꯤꯕꯅꯤ꯫